ꯀ꯭ꯂꯥꯏꯃꯦꯠ ꯆꯦꯟꯖꯅꯥ ꯃꯤꯑꯣꯏꯕ ꯑꯃꯁꯨꯡ ꯑꯀꯣꯏꯕꯗꯥ ꯄꯤꯔꯤꯕ ꯁꯥꯐꯨ ꯃꯉꯥꯒꯤ ꯂꯤꯁ꯭ꯠ ꯑꯃ ꯁꯦꯝꯕ꯫ ꯄꯣꯂꯥꯔ ꯑꯥꯏꯁ ꯀꯦꯞꯁꯤꯡ ꯆꯦꯟꯊꯔꯛꯄ ꯑꯃꯁꯨꯡ ꯁꯃꯨꯗ꯭ꯔꯒꯤ ꯂꯦꯚꯦꯜ ꯋꯥꯡꯈꯠꯂꯛꯄ - ꯃꯥꯂꯦꯝꯒꯤ ꯑꯣꯏꯕ ꯇꯦꯝꯄꯦꯔꯦꯆꯔ ꯍꯦꯟꯒꯠꯂꯛꯄꯅ ꯃꯔꯝ ꯑꯣꯏꯗꯨꯅ ꯄ꯭ꯔꯤꯊꯤꯕꯤꯒꯤ ꯑꯥꯏꯁ ꯀꯦꯞꯁꯤꯡ ꯑꯃꯁꯨꯡ ꯒ꯭ꯂꯦꯁꯤꯌꯔꯁꯤꯡ ꯑꯁꯤ ꯌꯥꯝꯅ ꯊꯨꯅ ꯌꯥꯡꯅ ꯆꯦꯟꯊꯔꯛꯄꯅ ꯃꯔꯝ ꯑꯣꯏꯗꯨꯅ ꯁꯃꯨꯗ꯭ꯔ ꯈꯣꯡꯕꯥꯜꯒꯤ ꯃꯐꯝꯁꯤꯡꯗ ꯏꯁꯤꯡ ꯊꯨꯝꯖꯤꯜꯂꯛꯄ ꯑꯃꯁꯨꯡ ꯂꯝꯗꯝꯁꯤꯡ ꯑꯗꯨꯗ ꯂꯩꯔꯤꯕ ꯃꯤꯑꯣꯏꯁꯤꯡꯅ ꯃꯐꯝ ꯑꯗꯨꯗꯒꯤ ꯂꯥꯞꯅ ꯂꯩꯕ ꯊꯣꯛꯍꯜꯂꯤ꯫ ꯅꯦꯆꯔꯦꯜ ꯗꯤꯖꯥꯁ꯭ꯇꯔꯁꯤꯡ ꯍꯦꯟꯅ ꯐꯒꯠꯂꯛꯄ - ꯀ꯭ꯂꯥꯏꯃꯦꯠ ꯆꯦꯟꯖꯅꯥ ꯍꯦꯟꯅ ꯀꯟꯈꯠꯄ ꯑꯃꯁꯨꯡ ꯌꯥꯝꯅ ꯇꯣꯏꯅ ꯊꯣꯛꯄ ꯍꯨꯔꯤꯀꯦꯟꯁꯤꯡ, ꯃꯥꯡꯍꯟ ꯇꯥꯛꯍꯟꯕ ꯌꯥꯕ ꯎꯃꯪꯒꯤ ꯃꯩꯁꯥ, ꯑꯃꯁꯨꯡ ꯍꯤꯠ ꯋꯦꯚ ꯊꯣꯛꯍꯟꯗꯨꯅ ꯄꯨꯟꯁꯤ ꯃꯥꯡꯍꯟꯕ, ꯂꯟ-ꯊꯨꯝ ꯃꯥꯡꯍꯟꯕ ꯑꯃꯁꯨꯡ ꯁꯦꯜ-ꯊꯨꯝꯒꯤ ꯏꯝꯄꯦꯛꯇꯁꯤꯡ ꯊꯣꯛꯍꯜꯂꯤ꯫ ꯆꯥꯅꯕ ꯑꯃꯁꯨꯡ ꯏꯁꯤꯡꯒꯤ ꯑꯋꯥꯠꯄ - ꯅꯣꯡꯖꯨ-ꯅꯨꯡꯁꯥꯒꯤ ꯐꯤꯚꯝ ꯍꯣꯡꯂꯛꯄꯅꯥ ꯃꯔꯝ ꯑꯣꯏꯗꯨꯅ ꯂꯝꯗꯝ ꯀꯌꯥꯗ ꯃꯍꯩ-ꯃꯔꯣꯡ ꯁꯤꯡ ꯄꯣꯠꯊꯣꯛꯄ ꯍꯟꯊꯔꯛꯄ ꯑꯃꯁꯨꯡ ꯐ꯭ꯔꯦꯁ ꯋꯥꯇꯔꯒꯤ ꯁꯣꯔꯁꯁꯤꯡ ꯁꯨꯔꯛꯄꯅꯥ ꯃꯔꯝ ꯑꯣꯏꯗꯨꯅ ꯀ꯭ꯂꯥꯏꯃꯦꯠ ꯆꯦꯟꯖꯅꯥ ꯆꯥꯅꯕꯥ ꯑꯃꯁꯨꯡ ꯑꯁꯦꯡꯕ ꯏꯁꯤꯡꯒꯤ ꯁꯄ꯭ꯂꯥꯏꯁꯤꯡꯗ ꯑꯀꯥꯏꯕ ꯄꯤꯒꯅꯤ꯫ ꯍꯛꯁꯦꯜꯒꯤ ꯏꯝꯄꯦꯛꯇꯁꯤꯡ - ꯀ꯭ꯂꯥꯏꯃꯦꯠ ꯆꯦꯟꯖꯅꯥ ꯃꯔꯝ ꯑꯣꯏꯗꯨꯅ ꯍꯤꯠ ꯑꯃꯁꯨꯡ ꯑꯦꯌꯔ ꯄꯣꯂꯨꯁꯟ ꯍꯦꯟꯒꯠꯂꯛꯄꯅꯥ ꯁꯣꯔ ꯍꯣꯟꯕꯒꯤ ꯁꯃꯁ꯭ꯌꯥꯁꯤꯡ ꯑꯃꯁꯨꯡ ꯂꯧꯅꯒꯟꯂꯤ ꯂꯥꯏꯅꯥꯁꯤꯡ ꯁꯟꯗꯣꯛꯄ ꯍꯦꯟꯒꯠꯍꯜꯂꯤ, ꯃꯔꯨꯑꯣꯏꯅ ꯈꯨꯗꯣꯡꯊꯤꯅꯤꯉꯥꯏ ꯑꯣꯏꯕꯥ ꯀꯝꯃ꯭ꯌꯨꯅꯤꯇꯤꯁꯤꯡꯗ꯫ ꯕꯥꯏꯑꯣꯗꯥꯏꯕꯔꯁꯤꯇꯤ ꯃꯥꯡꯈꯤꯕ - ꯀ꯭ꯂꯥꯏꯃꯦꯠ ꯆꯦꯟꯖꯅꯥ ꯃꯔꯝ ꯑꯣꯏꯗꯨꯅ ꯇꯦꯝꯄꯦꯔꯦꯆꯔ ꯍꯦꯟꯒꯠꯂꯛꯄ, ꯁꯃꯨꯗ꯭ꯔꯒꯤ ꯑꯦꯁꯤꯗꯤꯐꯤꯀꯦꯁꯟ, ꯑꯃꯁꯨꯡ ꯍꯥꯏꯕꯦꯠ ꯃꯥꯡꯈꯤꯕ ꯑꯁꯤꯅ ꯄꯥꯝꯕꯤ ꯑꯃꯁꯨꯡ ꯁꯥ-ꯁꯟꯒꯤ ꯃꯈꯜ ꯀꯌꯥ ꯃꯥꯡꯍꯟꯕ ꯉꯝꯍꯜꯂꯤ, ꯃꯁꯤꯅ ꯏꯀꯣꯁꯤꯁꯇꯦꯝꯁꯤꯡꯗ ꯑꯀꯥꯏꯕ ꯄꯤꯕ ꯌꯥꯏ ꯑꯃꯁꯨꯡ ꯃꯍꯧꯁꯥꯒꯤ ꯕꯦꯂꯦꯟꯁꯇꯥ ꯑꯀꯥꯏꯕ ꯄꯤꯕ ꯌꯥꯏ꯫ ꯁꯥꯏꯕꯔꯀ꯭ꯔꯥꯏꯝꯁꯤꯡ ꯍꯦꯟꯒꯠꯂꯛꯄꯒꯤ ꯃꯇꯥꯡꯗ ꯋꯥꯔꯤ ꯁꯥꯅꯕꯒꯤꯗꯃꯛ ꯊꯤꯁꯤꯁ ꯁ꯭ꯇꯦꯠꯃꯦꯟꯇ ꯑꯃ ꯁꯦꯝꯃꯨ꯫ ꯑꯍꯣꯡꯕ ꯇꯦꯛꯅꯣꯂꯣꯖꯤ ꯂꯥꯛꯄ ꯑꯃꯁꯨꯡ ꯏꯟꯇꯔꯅꯦꯠꯇꯥ ꯂꯦꯞꯄ ꯂꯩꯇꯅꯥ ꯊꯥꯖꯕꯥ ꯍꯦꯟꯒꯠꯂꯛꯄꯒ ꯂꯣꯏꯅꯅꯥ, ꯁꯥꯏꯕꯔꯀ꯭ꯔꯥꯏꯝꯁꯤꯡ ꯍꯦꯅꯒꯠꯂꯛꯄꯥ ꯃꯁꯤ ꯃꯤꯑꯣꯏ ꯑꯃꯒꯤ ꯄ꯭ꯔꯥꯏꯚꯦꯁꯤ ꯑꯃꯁꯨꯡ ꯖꯥꯇꯤ ꯄꯨꯝꯅꯃꯛꯀꯤ ꯁꯦꯀ꯭ꯌꯨꯔꯤꯇꯤꯗ ꯑꯆꯧꯕ ꯆꯩꯊꯦꯡ ꯑꯃ ꯄꯤꯔꯤꯕ ꯋꯥꯈꯜ ꯋꯥꯕ ꯋꯥꯐꯝ ꯑꯃ ꯑꯣꯏꯔꯛꯂꯤ, ꯃꯔꯝ ꯑꯗꯨꯅ ꯃꯁꯤ ꯊꯤꯡꯅꯕ ꯑꯃꯁꯨꯡ ꯊꯦꯡꯅꯅꯕꯥ ꯈꯨꯗꯛꯀꯤ ꯑꯣꯏꯕ ꯑꯃꯁꯨꯡ ꯏꯐꯦꯛꯇꯤꯚ ꯑꯣꯏꯕ ꯊꯧꯔꯥꯡꯁꯤꯡ ꯃꯊꯧ ꯇꯥꯏ꯫ ꯈ꯭ꯋꯥꯏꯗꯒꯤ ꯌꯥꯝꯅ ꯁꯤꯖꯤꯟꯅꯕ ꯄꯥꯝꯕꯤ ꯃꯉꯥꯒꯤ ꯃꯃꯤꯡ ꯊꯣꯟꯕꯤꯌꯨ꯫ ꯑꯦꯂꯣꯚꯦꯔꯥ - ꯑꯦꯂꯣꯚꯦꯔꯥ ꯑꯁꯤ ꯌꯥꯝꯅ ꯁꯤꯖꯤꯟꯅꯕ ꯌꯥꯕ ꯄꯥꯝꯕꯤ ꯑꯃꯅꯤ ꯑꯃꯁꯨꯡ ꯃꯁꯤ ꯍꯤꯗꯥꯛ ꯂꯥꯡꯊꯛ, ꯈꯣꯡꯎꯞ ꯌꯦꯡꯁꯤꯅꯕꯥ, ꯑꯃꯁꯨꯡ ꯅꯨꯡꯁꯤꯠ ꯁꯦꯡꯗꯣꯛꯄ ꯐꯥꯎꯕ ꯌꯥꯎꯅ ꯃꯈꯜ ꯀꯌꯥꯒꯤ ꯄꯥꯟꯗꯝꯁꯤꯡꯗ ꯁꯤꯖꯤꯟꯅꯕ ꯌꯥꯏ꯫ ꯂꯦꯚꯦꯟꯗꯔ - ꯂꯦꯚꯦꯟꯗꯔ ꯑꯁꯤ ꯅꯨꯡꯉꯥꯏꯅ ꯂꯩꯅꯕꯥ ꯃꯍꯤꯛꯁꯤꯡꯒꯤꯗꯃꯛꯇ ꯈꯪꯅꯔꯕꯥ ꯄꯥꯝꯕꯤ ꯑꯃꯅꯤ ꯑꯃꯁꯨꯡ ꯃꯁꯤꯅ ꯁ꯭ꯇꯔꯦꯁ ꯍꯟꯊꯍꯟꯕꯗ, ꯇꯨꯝꯕ ꯍꯦꯟꯒꯠꯍꯟꯕꯗ ꯑꯃꯁꯨꯡ ꯄꯣꯠꯁꯛꯁꯤꯡ ꯐꯥꯎꯕ ꯂꯥꯛꯁꯤꯟꯕꯗꯥ ꯃꯇꯦꯡ ꯄꯥꯡꯏ꯫ ꯔꯣꯖꯃꯦꯔꯤ - ꯔꯣꯖꯃꯦꯔꯤ ꯑꯁꯤ ꯀꯨꯂꯤꯅꯔꯤ, ꯍꯤꯗꯥꯛ-ꯂꯥꯡꯊꯛ ꯑꯃꯁꯨꯡ ꯑꯣꯔꯅꯥꯃꯦꯟꯇꯦꯜ ꯑꯣꯏꯕ ꯊꯕꯛꯁꯤꯡꯗ ꯁꯤꯖꯤꯟꯅꯕꯥ ꯌꯥꯕ ꯃꯁꯛ ꯊꯣꯛꯄ ꯃꯍꯩ-ꯃꯔꯣꯡ ꯑꯃꯅꯤ꯫ ꯃꯁꯤꯒꯤ ꯈꯋꯥꯏꯗꯒꯤ ꯑꯃꯁꯨꯡ ꯃꯤꯠꯌꯦꯡ ꯆꯪꯕꯒꯤ ꯃꯒꯨꯟꯁꯤꯡ ꯑꯁꯤꯒꯤꯗꯃꯛ ꯑꯦꯔꯣꯃꯥꯊꯦꯔꯥꯄꯤꯗꯁꯨ ꯁꯤꯖꯤꯟꯅꯩ꯫ ꯃꯤꯟꯇ - ꯃꯤꯟꯇ ꯑꯁꯤ ꯌꯥꯝꯅ ꯁꯤꯖꯤꯟꯅꯕꯥ ꯌꯥꯕ ꯃꯍꯩ-ꯃꯔꯣꯡ ꯑꯃꯅꯤ ꯑꯃꯁꯨꯡ ꯃꯁꯤ ꯆꯥꯛ ꯊꯣꯡꯕꯗ, ꯊꯛꯅꯕ ꯏꯁꯤꯡꯗ ꯑꯃꯁꯨꯡ ꯃꯍꯧꯁꯥꯒꯤ ꯑꯣꯏꯕ ꯏꯟꯁꯦꯛꯇꯤꯁꯥꯏꯗ ꯑꯃ ꯑꯣꯏꯅ ꯐꯥꯎꯕ ꯁꯤꯖꯤꯟꯅꯕꯥ ꯌꯥꯏ꯫ ꯃꯁꯤꯒꯤ ꯅꯨꯡꯉꯥꯏꯔꯕꯥ ꯃꯁꯛ ꯑꯃꯁꯨꯡ ꯀꯨꯂꯤꯡ ꯄ꯭ꯔꯣꯄꯔꯇꯤꯁꯤꯡ ꯑꯁꯤꯒꯤꯗꯃꯛꯇꯁꯨ ꯃꯃꯜ ꯌꯥꯝꯃꯤ꯫ ꯁ꯭ꯅꯦꯛ ꯄ꯭ꯂꯥꯟꯇ - ꯁ꯭ꯅꯦꯛ ꯄ꯭ꯂꯥꯟꯇ ꯑꯁꯤ ꯌꯥꯝꯅ ꯂꯥꯏꯅꯥ ꯌꯦꯡꯁꯤꯟꯕ ꯌꯥꯕ ꯄꯥꯝꯕꯤ ꯑꯃꯅꯤ ꯑꯃꯁꯨꯡ ꯃꯁꯤꯅ ꯅꯨꯡꯁꯤꯠ ꯁꯦꯡꯗꯣꯛꯄꯗ ꯑꯃꯁꯨꯡ ꯃꯐꯝ ꯑꯃꯍꯦꯛꯇꯗ ꯒ꯭ꯔꯤꯟꯒꯤ ꯇꯆ ꯑꯃ ꯍꯥꯞꯆꯤꯟꯅꯕꯒꯤꯗꯃꯛ ꯑꯆꯧꯕ ꯑꯃꯅꯤ꯫ ꯃꯁꯤ ꯃꯉꯥꯜ ꯅꯦꯝꯕ ꯑꯃꯁꯨꯡ ꯏꯁꯤꯡ ꯌꯥꯝꯅ ꯊꯛꯄ ꯌꯥꯗꯕꯒꯤꯗꯃꯛꯇꯁꯨ ꯈꯪꯅꯩ, ꯃꯁꯤꯅ ꯃꯤ ꯌꯥꯝꯅ ꯇꯤꯟꯕ ꯄꯨꯟꯁꯤ ꯃꯍꯤꯡ ꯂꯩꯕ ꯃꯤꯑꯣꯏꯁꯤꯡꯒꯤꯗꯃꯛꯇꯗꯤ ꯑꯆꯧꯕ ꯈꯟꯐꯝ ꯑꯃ ꯑꯣꯏꯍꯜꯂꯤ꯫